ꯀꯅꯥꯒꯨꯝꯕ ꯑꯃꯅ ꯃꯄꯥꯟꯗ ꯇꯝꯒꯗꯕ ꯃꯔꯝ ꯃꯉꯥꯒꯤ ꯂꯤꯁ ꯑꯃꯥ ꯁꯦꯝꯃꯨ꯫ ꯃꯄꯥꯟꯗ ꯇꯝꯕꯅ ꯀꯥꯟꯅꯕ ꯀꯌꯥ ꯑꯃ ꯄꯤꯕ ꯉꯝꯒꯅꯤ, ꯃꯗꯨꯒꯤ ꯃꯅꯨꯡꯗ ꯃꯈꯥꯗ ꯄꯤꯔꯤꯕꯁꯤꯡꯁꯤꯒꯤ ꯈꯨꯗꯣꯡꯆꯥꯕ ꯑꯁꯤ ꯌꯥꯎꯔꯤ: ꯇꯣꯉꯥꯟꯕ ꯀꯜꯆꯔ ꯑꯃ ꯊꯦꯡꯅꯕ, ꯑꯅꯧꯕ ꯂꯩꯕꯥꯛ ꯑꯃꯁꯨꯡ ꯀꯜꯆꯔ ꯑꯃꯗ ꯃꯁꯥꯕꯨ ꯂꯨꯞꯆꯕꯅ ꯀꯅꯥꯒꯨꯝꯕ ꯑꯃꯒꯤ ꯃꯤꯠꯌꯦꯡ ꯑꯗꯨ ꯄꯥꯛꯊꯣꯛ ꯆꯥꯎꯊꯣꯛꯍꯟꯕ ꯉꯝꯒꯅꯤ ꯑꯃꯁꯨꯡ ꯀꯜꯆꯔꯒꯤ ꯑꯣꯏꯕ ꯋꯥꯈꯜꯂꯣꯟ ꯑꯃꯁꯨꯡ ꯊꯥꯒꯠꯄ ꯄꯣꯛꯍꯟꯕ ꯉꯝꯒꯅꯤ꯫ ꯑꯅꯧꯕ‌ ꯂꯣꯜ ꯑꯃ ꯇꯝꯕ, ꯃꯄꯥꯟ ꯂꯩꯕꯥꯛꯇ ꯂꯩꯕ ꯑꯃꯁꯨꯡ ꯇꯝꯕ ꯑꯁꯤꯅ ꯑꯆꯨꯝꯕ‌ ꯁꯦꯇꯤꯡ ꯑꯃꯗ‌ ꯑꯅꯧꯕ ꯂꯣꯜ ꯑꯃ ꯇꯝꯕ ꯑꯃꯁꯨꯡ ꯆꯠꯅꯕꯒꯤ ꯈꯨꯗꯣꯡꯆꯥꯕ ꯑꯃ ꯄꯤꯔꯤ꯫ ꯀꯦꯔꯤꯌꯔ ꯄ꯭ꯔꯣꯁꯄꯦꯛꯁꯤꯡ ꯍꯦꯟꯒꯠꯍꯟꯕ: ꯏꯟꯇꯔꯅꯦꯁꯅꯦꯜ ꯑꯦꯛꯁꯄꯤꯔꯤꯌꯦꯟꯁ ꯑꯁꯤ ꯔꯤꯖ꯭ꯌꯨꯝ ꯑꯃꯗ ꯃꯃꯜ ꯂꯩꯕ ꯌꯥꯏ ꯑꯃꯁꯨꯡ ꯉꯁꯤꯒꯤ ꯃꯥꯂꯦꯝꯒꯤ ꯁꯦꯟꯃꯤꯠꯂꯣꯟ ꯑꯁꯤꯗ ꯊꯕꯛ ꯄꯤꯕꯒꯤ ꯈꯨꯗꯣꯡꯆꯥꯕ ꯑꯃꯁꯨꯡ ꯁꯦꯟꯊꯣꯛ ꯍꯦꯟꯒꯠꯍꯟꯕ ꯌꯥꯏ꯫ ꯃꯅꯤꯡꯇꯝꯕ ꯑꯃꯁꯨꯡ ꯄꯔꯁꯣꯅꯦꯜ ꯒ꯭ꯔꯣꯊ ꯐꯪꯍꯟꯕ: ꯃꯄꯥꯟꯗ ꯇꯝꯕꯗꯥ ꯃꯍꯩꯔꯣꯏꯁꯤꯡꯅ ꯃꯈꯣꯏꯒꯤ ꯀꯝꯐꯣꯔꯠ ꯖꯣꯟꯁꯤꯡꯗꯒꯤ ꯂꯥꯞꯅ ꯂꯩꯕ ꯑꯃꯁꯨꯡ ꯑꯅꯧꯕ ꯑꯃꯁꯨꯡ ꯈꯪꯗꯕ ꯐꯤꯚꯝꯁꯤꯡꯗ ꯆꯠꯄ‌ ꯃꯊꯧ ꯇꯥꯏ, ꯃꯁꯤꯅ ꯄꯔꯁꯣꯅꯦꯜ ꯒ꯭ꯔꯣꯊ, ꯅꯤꯡꯇꯝꯕ ꯑꯃꯁꯨꯡ ꯔꯦꯁꯤꯂꯤꯌꯦꯟꯁ ꯌꯣꯛꯈꯠꯄ ꯉꯝꯒꯅꯤ꯫ ꯃꯍꯩ-ꯃꯁꯤꯡꯒꯤ ꯈꯨꯗꯣꯡꯆꯥꯕꯁꯤꯡ ꯄꯥꯛꯊꯣꯛ ꯆꯥꯎꯊꯣꯛꯍꯟꯕ: ꯃꯄꯥꯟꯗ ꯇꯝꯕꯅ ꯑꯈꯟꯅꯕ ꯑꯦꯀꯥꯗꯦꯃꯤꯛ ꯀꯣꯔ꯭ꯁꯁꯤꯡ, ꯔꯤꯁꯔꯆꯀꯤ ꯈꯨꯗꯣꯡꯆꯥꯕꯁꯤꯡ, ꯑꯃꯁꯨꯡ ꯀꯅꯥꯒꯨꯝꯕ ꯑꯃꯒꯤ ꯌꯨꯝꯒꯤ ꯏꯟꯁꯇꯤꯇ꯭ꯌꯨꯁꯟꯗ ꯐꯪꯗꯕ ꯌꯥꯕ ꯀꯣꯂꯥꯕꯣꯔꯦꯁꯟꯁꯤꯡꯒꯤ ꯈꯨꯗꯣꯡꯆꯥꯕ ꯄꯤꯕ ꯌꯥꯏ꯫ ꯔꯤꯁꯥꯏꯀꯜ ꯇꯧꯕꯒꯤ ꯃꯔꯨꯑꯣꯏꯕꯒꯤ ꯃꯇꯥꯡꯗꯥ ꯋꯥꯔꯤ ꯑꯃꯒꯤꯗꯃꯛ ꯍꯦꯗꯂꯥꯏꯟ ꯑꯃꯥ ꯁꯦꯝꯃꯨ꯫ "ꯍꯟꯊꯍꯟꯕ, ꯑꯃꯨꯛ ꯍꯟꯅꯥ ꯁꯤꯖꯤꯟꯅꯕ! ꯀꯔꯤꯒꯤꯗꯃꯛꯇ ꯑꯩꯈꯣꯏꯒꯤ ꯄ꯭ꯂꯥꯅꯦꯠ ꯑꯁꯤꯅ ꯍꯧꯖꯤꯛ ꯊꯕꯛ ꯄꯥꯏꯈꯠꯄ ꯌꯥꯝꯅ ꯃꯊꯧ ꯇꯥꯔꯤꯕꯅꯣ?" 'ꯏꯠ' ꯍꯥꯏꯕꯥ ꯋꯥꯍꯩ ꯑꯁꯤꯒꯤ ꯃꯍꯨꯠ ꯁꯤꯟꯗꯨꯅ ꯀꯔꯝꯕ ꯃꯈꯜꯒꯤ ꯄ꯭ꯔꯣꯅꯣꯅꯣꯝꯁꯤꯡ ꯁꯤꯖꯤꯟꯅꯕ ꯌꯥꯕꯒꯦ? "ꯏꯠ" ꯍꯥꯏꯕꯥ ꯋꯥꯍꯩ ꯑꯁꯤ ꯃꯤꯑꯣꯏꯕ ꯅꯠꯇꯕꯥ ꯁꯤꯡꯒ꯭ꯌꯨꯂꯔ ꯅꯥꯎꯟ ꯑꯃ ꯍꯥꯏꯕꯗꯤ ꯄꯣꯠꯁꯛ ꯅꯠꯇ꯭ꯔꯒ ꯁꯥ-ꯁꯟ ꯑꯃꯕꯨ ꯈꯪꯅꯅꯕ ꯁꯤꯖꯤꯟꯅꯕꯥ ꯄ꯭ꯔꯣꯅꯣꯅꯣꯝ ꯑꯃꯅꯤ꯫ ꯃꯁꯤꯒꯤ ꯃꯍꯨꯠꯇꯥ "ꯃꯗꯨ", "ꯃꯁꯤ", "ꯃꯍꯥꯛ" (ꯀꯔꯤꯒꯨꯝꯕꯥ ꯄꯣꯠꯁꯛ ꯑꯗꯨ ꯄꯔꯁꯣꯅꯤꯐꯥꯏꯗ ꯑꯣꯏꯔꯕꯗꯤ) ꯒꯨꯝꯕꯥ ꯑꯇꯩ ꯄ꯭ꯔꯣꯅꯣꯅꯣꯝꯁꯤꯡꯅ ꯃꯍꯨꯠ ꯁꯤꯟꯕꯥ ꯌꯥꯏ꯫ "ꯃꯁꯤ" ꯍꯥꯏꯕꯁꯤ ꯑꯀꯛꯅꯕ ꯅꯠꯇ꯭ꯔꯒ ꯃꯁꯛ ꯈꯪꯗꯕ ꯄꯣꯠꯁꯛ ꯑꯃꯕꯨ ꯈꯪꯅꯅꯕ ꯁꯤꯖꯤꯟꯅꯔꯤꯕ ꯀꯦꯁꯁꯤꯡꯗ, "ꯀꯔꯤꯒꯨꯝꯕ ꯑꯃꯠꯇ" ꯍꯥꯏꯕ ꯄ꯭ꯔꯣꯅꯣꯅꯣꯝꯁꯤꯡ ꯑꯁꯤ ꯃꯍꯨꯠ ꯁꯤꯟꯕ ꯑꯣꯏꯅ ꯁꯤꯖꯤꯟꯅꯕ ꯌꯥꯏ꯫ "ꯁꯣꯐꯋꯦꯌꯔ" ꯍꯥꯏꯕ ꯋꯥꯍꯩ ꯑꯁꯤ ꯑꯦꯛꯖꯦꯛꯇꯤꯚ, ꯅꯥꯎꯟ ꯅꯠꯇ꯭ꯔꯒ ꯚꯔꯕ ꯑꯃꯥ ꯑꯣꯏꯅ ꯀ꯭ꯂꯥꯁꯤꯐꯥꯏ ꯇꯧ꯫ "ꯁꯣꯐꯋꯦꯌꯔ" ꯍꯥꯏꯕ ꯋꯥꯍꯩ ꯑꯁꯤ ꯅꯣꯡꯃꯒꯤ ꯑꯣꯏꯕ ꯋꯥꯍꯩ ꯑꯃꯅꯤ꯫ ꯃꯁꯤꯅ ꯀꯝꯄ꯭ꯌꯨꯇꯔ ꯅꯠꯇ꯭ꯔꯒ ꯑꯇꯩ ꯏꯂꯦꯛꯇ꯭ꯔꯣꯅꯤꯛ ꯗꯤꯚꯥꯏꯁꯁꯤꯡꯅ ꯁꯤꯖꯤꯟꯅꯔꯤꯕ ꯄ꯭ꯔꯣꯒ꯭ꯔꯥꯝꯁꯤꯡ ꯑꯃꯁꯨꯡ ꯑꯇꯩ ꯑꯣꯄꯔꯦꯇꯤꯡ ꯏꯟꯐꯣꯔꯃꯦꯁꯟꯕꯨ ꯈꯪꯅꯩ꯫ ꯄꯤꯔꯤꯕ ꯁ꯭ꯇꯦꯠꯃꯦꯟ ꯑꯗꯨꯗ ꯁꯦꯟꯇꯤꯃꯦꯟꯇ ꯁ꯭ꯀꯣꯔ ꯑꯃ ꯑꯦꯁꯥꯏꯟ ꯇꯧ꯫ ꯂꯥꯏꯔꯤꯛ ꯑꯁꯤ ꯌꯥꯝꯅ ꯅꯨꯡꯉꯥꯏꯕ ꯑꯃꯅꯤ꯫ ꯄꯤꯔꯤꯕꯥ ꯋꯥꯐꯝ ꯑꯗꯨꯒꯤ ꯁꯦꯟꯇꯤꯃꯦꯟ ꯁ꯭ꯀꯣꯔ ꯑꯁꯤ ꯄꯣꯖꯤꯇꯤꯕ ꯑꯣꯏ꯫